ꯌꯨꯖꯔ ꯏꯟꯇꯔꯐꯦꯁ ꯑꯃ ꯗꯤꯖꯥꯏꯟ ꯇꯧꯕ ꯃꯇꯝꯗ ꯈꯟꯅꯒꯗꯕ ꯃꯔꯨꯑꯣꯏꯕ ꯋꯥꯐꯝ ꯈꯔ ꯄꯟꯕꯤꯌꯨ꯫ ꯌꯨꯖꯔ ꯏꯟꯇꯔꯐꯦꯁ ꯑꯃ ꯗꯤꯖꯥꯏꯟ ꯇꯧꯕ ꯃꯇꯝꯗ, ꯂꯧꯈꯠꯀꯗꯕ ꯃꯔꯨꯑꯣꯏꯕ ꯋꯥꯐꯝ ꯀꯌꯥ ꯂꯩ: ꯏꯟꯇ꯭ꯌꯨꯏꯇꯤꯚꯅꯦꯁ: ꯌꯨꯖꯔ ꯏꯟꯇꯔꯐꯦꯁ ꯑꯁꯤ ꯅꯦꯚꯤꯒꯦꯠ ꯇꯧꯕ ꯑꯃꯁꯨꯡ ꯂꯧꯁꯤꯟꯕ ꯌꯥꯕ ꯑꯣꯏꯒꯗꯕꯅꯤ꯫ ꯌꯨꯖꯔꯁꯤꯡꯅ ꯏꯟꯇꯔꯐꯦꯁ ꯑꯁꯤ ꯀꯔꯝꯅ ꯑꯣꯄꯔꯦꯠ ꯇꯧꯒꯗꯒꯦ ꯍꯥꯏꯕꯗꯨ ꯊꯨꯅ ꯈꯪꯕ ꯉꯝꯒꯗꯕꯅꯤ ꯑꯃꯁꯨꯡ ꯃꯈꯣꯏꯅ ꯃꯊꯧ ꯇꯥꯕꯁꯤꯡ ꯑꯗꯨ ꯄꯥꯛ ꯁꯟꯅ ꯏꯟꯁ꯭ꯇꯔꯛꯁꯟ ꯅꯠꯇ꯭ꯔꯒ ꯇ꯭ꯌꯨꯇꯔꯤꯌꯔꯁꯤꯡꯒꯤ ꯃꯊꯧ ꯇꯥꯗꯅ ꯊꯤꯕ ꯉꯝꯒꯗꯕꯅꯤ꯫ ꯀꯟꯁꯤꯁ꯭ꯇꯦꯟꯁꯤ: ꯏꯟꯇꯔꯐꯦꯁ ꯑꯁꯤ ꯑꯦꯄ꯭ꯂꯤꯀꯦꯁꯟ ꯄꯨꯝꯅꯃꯛꯇ ꯀꯟꯁꯤꯁ꯭ꯇꯦꯟꯁꯤ ꯗꯤꯖꯥꯏꯟ ꯑꯃꯁꯨꯡ ꯕꯤꯍꯦꯕꯤꯌꯔ ꯂꯩꯒꯗꯕꯅꯤ꯫ ꯏꯂꯤꯃꯦꯟꯇꯁꯤꯡꯗ ꯄ꯭ꯔꯤꯗꯤꯛꯇꯦꯕꯜ ꯕꯤꯍꯦꯕꯤꯌꯔ ꯂꯩꯒꯗꯕꯅꯤ, ꯑꯃꯁꯨꯡ ꯀꯃꯟ ꯑꯦꯛꯁꯟꯁꯤꯡ ꯑꯁꯤ ꯃꯥꯟꯅꯕ ꯃꯑꯣꯡꯗ ꯄꯤꯒꯗꯕꯅꯤ꯫ ꯏꯐꯤꯁꯤꯑꯦꯟꯁꯤ: ꯌꯨꯖꯔ ꯏꯟꯇꯔꯐꯦꯁ ꯗꯤꯖꯥꯏꯟ ꯑꯁꯤꯅ ꯌꯨꯖꯔꯁꯤꯡꯅ ꯊꯕꯛꯁꯤꯡ ꯊꯨꯅ ꯑꯃꯁꯨꯡ ꯈ꯭ꯋꯥꯏꯗꯒꯤ ꯅꯦꯝꯕ ꯋꯥꯈꯜ ꯋꯥꯕ ꯂꯩꯇꯅ ꯂꯣꯏꯁꯤꯟꯕ ꯉꯝꯍꯟꯒꯗꯕꯅꯤ꯫ ꯃꯊꯧ ꯇꯥꯗꯕ ꯈꯣꯡꯊꯥꯡꯁꯤꯡ ꯅꯠꯇ꯭ꯔꯒ ꯇꯝꯊꯤꯔꯕ ꯏꯟꯇꯔꯦꯛꯁꯟꯁꯤꯡꯗꯒꯤ ꯂꯥꯞꯅ ꯂꯩꯌꯨ, ꯑꯃꯁꯨꯡ ꯁꯣꯔꯇꯀꯠꯁꯤꯡ ꯑꯃꯁꯨꯡ ꯌꯥꯝꯅ ꯇꯣꯏꯅ ꯁꯤꯖꯤꯟꯅꯕ ꯐꯤꯆꯔꯁꯤꯡꯗ ꯐꯖꯅ ꯑꯦꯛꯁꯦꯁ ꯇꯧꯕ ꯄꯤꯌꯨ꯫ ꯑꯦꯛꯁꯦꯁꯤꯕꯤꯂꯤꯇꯤ: ꯌꯨꯖꯔ ꯏꯟꯇꯔꯐꯦꯁ ꯑꯁꯤ ꯗꯤꯁꯑꯦꯕꯜ ꯑꯣꯏꯔꯕ ꯃꯤꯑꯣꯏꯁꯤꯡ ꯌꯥꯎꯅ ꯑꯦꯕꯤꯂꯤꯇꯤ ꯄꯨꯝꯅꯃꯛꯀꯤ ꯌꯨꯖꯔꯁꯤꯡꯅ ꯑꯦꯛꯁꯦꯁꯤꯕꯜ ꯑꯣꯏꯒꯗꯕꯅꯤ꯫ ꯃꯤꯠ ꯎꯗꯕ ꯌꯨꯖꯔꯁꯤꯡꯒꯤꯗꯃꯛꯇ ꯑꯆꯧꯕ ꯐꯣꯟꯇꯁꯤꯡ, ꯃꯌꯦꯛ ꯁꯦꯡꯕ ꯀꯟꯇ꯭ꯔꯥꯁ ꯑꯃꯁꯨꯡ ꯏꯟꯇ꯭ꯌꯨꯏꯇꯤꯕ ꯅꯦꯚꯤꯒꯦꯁꯟ ꯁꯤꯖꯤꯟꯅꯕꯇ ꯅꯠꯇꯅ ꯑꯦꯁꯤꯁ꯭ꯇꯦꯟꯇ ꯇꯦꯛꯅꯣꯂꯣꯖꯤꯁꯤꯡꯒꯤꯗꯃꯛ ꯁꯄꯣꯔꯠ ꯄꯤꯅꯕ ꯈꯟꯅꯕꯤꯌꯨ꯫ ꯑꯦꯁ꯭ꯇꯦꯇꯤꯛꯁ: ꯌꯨꯖꯔ ꯏꯟꯇꯔꯐꯦꯁꯀꯤ ꯗꯤꯖꯥꯏꯟ ꯑꯁꯤ ꯃꯤꯠꯌꯦꯡꯗ ꯌꯥꯝꯅ ꯅꯨꯡꯉꯥꯏꯕ ꯑꯣꯏꯒꯗꯕꯅꯤ, ꯑꯗꯨꯕꯨ ꯃꯁꯤꯒꯤ ꯐꯪꯁꯅꯦꯂꯤꯇꯤꯗ ꯑꯀꯥꯏꯕ ꯄꯤꯔꯣꯏꯗꯕꯅꯤ꯫ ꯁꯦꯡꯂꯕ ꯑꯃꯁꯨꯡ ꯂꯦꯡꯗꯕ ꯃꯆꯨꯒꯤ ꯊꯧꯔꯥꯡ ꯑꯃ, ꯕꯦꯂꯦꯟꯁ ꯑꯣꯏꯕ ꯂꯦꯑꯥꯎꯠ ꯑꯃ ꯑꯃꯁꯨꯡ ꯋꯥꯏꯇꯦꯞꯀꯤ ꯃꯐꯝ ꯃꯇꯤꯛ ꯆꯥꯅ ꯁꯤꯖꯤꯟꯅꯕ ꯈꯟꯅꯕꯤꯌꯨ꯫ ꯐꯤꯗꯕꯦꯛ: ꯌꯨꯖꯔ ꯏꯟꯇꯔꯐꯦꯁꯅ ꯌꯨꯖꯔꯒꯤ ꯑꯦꯛꯁꯟꯁꯤꯡꯗ ꯃꯌꯦꯛ ꯁꯦꯡꯕ ꯑꯃꯁꯨꯡ ꯈꯨꯗꯛꯀꯤ ꯑꯣꯏꯕ ꯐꯤꯗꯕꯦꯛ ꯄꯤꯒꯗꯕꯅꯤ꯫ ꯌꯨꯖꯔꯁꯤꯡꯅ ꯃꯈꯣꯏꯒꯤ ꯑꯦꯛꯁꯟꯁꯤꯡꯒꯤ ꯏꯐꯦꯛꯇꯁꯤꯡ ꯑꯗꯨ ꯈꯪꯖꯤꯟꯒꯗꯕꯅꯤ, ꯑꯃꯁꯨꯡ ꯑꯁꯣꯏꯕ ꯅꯠꯇ꯭ꯔꯒ ꯏꯁꯨ ꯑꯃꯍꯦꯛꯇꯕꯨ ꯃꯌꯦꯛ ꯁꯦꯡꯕ ꯑꯃꯁꯨꯡ ꯂꯧꯁꯤꯟꯕ ꯌꯥꯕ ꯃꯑꯣꯡꯗ ꯄꯥꯎ ꯐꯥꯎꯗꯣꯛꯅꯀꯗꯕꯅꯤ꯫ ꯐ꯭ꯂꯦꯛꯁꯤꯕꯤꯂꯤꯇꯤ: ꯌꯨꯖꯔ ꯏꯟꯇꯔꯐꯦꯁ ꯑꯁꯤ ꯐ꯭ꯂꯦꯛꯁꯤꯕꯜ ꯑꯣꯏꯒꯗꯕꯅꯤ ꯑꯃꯁꯨꯡ ꯇꯣꯉꯥꯟ ꯇꯣꯉꯥꯟꯕ ꯌꯨꯖꯔꯒꯤ ꯃꯊꯧ ꯇꯥꯕꯁꯤꯡ ꯑꯃꯁꯨꯡ ꯄꯁꯟꯗꯁꯤꯡꯒꯥ ꯆꯨꯅꯕꯥ ꯑꯣꯏꯒꯗꯕꯅꯤ꯫ ꯀꯁ꯭ꯇꯃꯔꯁꯤꯡꯅ ꯌꯥꯕ ꯁꯦꯇꯤꯡꯁꯤꯡ ꯑꯃꯁꯨꯡ ꯑꯣꯞꯁꯟꯁꯤꯡ ꯄꯤꯕ ꯑꯃꯁꯨꯡ ꯏꯟꯇꯔꯐꯦꯁ ꯑꯁꯤ ꯇꯣꯉꯥꯟ-ꯇꯣꯉꯥꯟꯕ ꯁ꯭ꯀꯔꯤꯟ ꯁꯥꯏꯖ ꯑꯃꯁꯨꯡ ꯔꯤꯖꯣꯂꯨꯁꯟꯁꯤꯡꯗ ꯁ꯭ꯀꯦꯜ ꯇꯧꯕ ꯑꯃꯁꯨꯡ ꯑꯦꯗꯞꯇꯦꯠ ꯇꯧꯕ ꯌꯥꯕ ꯁꯣꯏꯗꯅ ꯂꯩꯍꯟꯕ꯫